ꯀꯝꯄꯦꯅꯤ ꯑꯃꯒꯤ ꯃꯥꯏ ꯄꯥꯛꯄꯒꯤ ꯃꯇꯥꯡꯗꯥ ꯋꯥꯔꯤ ꯑꯃꯥ ꯁꯦꯝꯒꯠꯄꯥ꯫ ꯂꯤꯕ꯭ꯔꯥꯇꯦꯛ ꯃꯇꯝ ꯑꯃꯗꯥ, ꯃꯤ ꯌꯥꯝꯅꯥ ꯇꯤꯅꯕꯥ ꯁꯍꯔ ꯅ꯭ꯌꯨ ꯌꯣꯔꯛꯇꯥ, ꯁꯦꯝꯌꯨꯜ ꯀꯧꯕꯥ ꯅꯍꯥ ꯑꯣꯏꯔꯤꯕꯥ ꯑꯣꯟꯇꯔꯄꯔꯤꯅꯔ ꯑꯃꯅ ꯃꯥꯂꯦꯝ ꯑꯁꯤꯕꯨ ꯑꯍꯣꯡꯕ ꯄꯨꯔꯛꯀꯗꯕꯥ ꯀꯝꯄꯦꯅꯤ ꯑꯃꯒꯤ ꯃꯤꯠꯌꯦꯡ ꯑꯃ ꯂꯩꯔꯝꯃꯤ꯫ ꯃꯍꯥꯛꯅ ꯃꯁꯤꯕꯨ ꯂꯤꯕ꯭ꯔꯥꯇꯦꯛ ꯍꯥꯏꯅ ꯀꯧꯈꯤ꯫ ꯃꯁꯤꯒꯤ ꯍꯧꯔꯛꯄꯗꯥ ꯂꯤꯕ꯭ꯔꯥꯇꯦꯛ ꯑꯁꯤ ꯑꯄꯤꯛꯄꯥ ꯁ꯭ꯇꯥꯔꯇꯑꯞ ꯑꯃꯈꯛꯇꯅꯤ꯫ ꯁꯦꯝꯌꯨꯜ ꯑꯃꯁꯨꯡ ꯃꯍꯥꯛꯀꯤ ꯀꯠꯊꯣꯛꯂꯕ ꯏꯟꯖꯤꯅꯤꯌꯔꯁꯤꯡ ꯑꯃꯁꯨꯡ ꯗꯤꯕꯦꯂꯄꯔꯁꯤꯡꯒꯤ ꯀꯥꯡꯕꯨꯅ ꯃꯤꯌꯥꯝꯅ ꯊꯕꯛ ꯇꯧꯕ, ꯁꯥꯟꯅꯕꯒꯤ ꯃꯑꯣꯡ ꯑꯃꯁꯨꯡ ꯑꯃꯒꯥ ꯑꯃꯒꯥ ꯁꯝꯅꯕꯒꯤ ꯃꯑꯣꯡꯗꯥ ꯑꯍꯣꯡꯕꯥ ꯄꯨꯔꯛꯀꯗꯕꯥ ꯑꯅꯧꯕꯥ ꯁꯣꯐꯋꯦꯌꯔ ꯁꯦꯝꯒꯠꯅꯕꯥ ꯂꯦꯞꯄꯥ ꯂꯩꯇꯅꯥ ꯊꯕꯛ ꯇꯧꯈꯤ꯫ ꯑꯗꯨꯝ ꯑꯣꯏꯅꯃꯛ ꯁ꯭ꯇꯥꯔꯇꯑꯞ ꯄꯨꯝꯅꯃꯛꯒꯨꯝꯅꯥ ꯂꯤꯕ꯭ꯔꯥꯇꯦꯛꯅꯥ ꯃꯁꯥꯒꯤ ꯁꯔꯨꯛ ꯑꯃꯥ ꯑꯣꯏꯔꯤꯕꯥ ꯁꯤꯡꯅꯕꯥ ꯀꯌꯥ ꯃꯥꯌꯣꯛꯅꯈꯤ, ꯃꯗꯨꯒꯤ ꯃꯅꯨꯡꯗꯥ ꯑꯀꯟꯕꯥ ꯀꯝꯄꯤꯇꯤꯁꯟ ꯑꯃꯁꯨꯡ ꯂꯤꯃꯤꯇꯦꯗ ꯐꯟꯗꯤꯡ ꯌꯥꯎꯈꯤ꯫ ꯑꯗꯨꯕꯨ ꯁꯦꯝꯌꯨꯜꯅꯥ ꯀꯩꯗꯧꯉꯩꯗꯁꯨ ꯑꯥꯁꯥ ꯃꯥꯡꯈꯤꯗꯦ꯫ ꯃꯍꯥꯛꯅꯥ ꯀꯝꯄꯦꯅꯤ ꯑꯃꯁꯨꯡ ꯃꯁꯤꯒꯤ ꯃꯤꯁꯟ ꯑꯁꯤꯗꯥ ꯊꯝꯃꯣꯏ ꯁꯦꯡꯅꯥ ꯊꯥꯖꯈꯤ꯫ ꯀꯠꯊꯣꯛꯄꯥ ꯑꯃꯁꯨꯡ ꯀꯟꯅꯥ ꯍꯣꯠꯅꯕꯅꯥ ꯂꯤꯕ꯭ꯔꯥꯇꯦꯛꯅꯥ ꯑꯍꯥꯟꯕ ꯑꯆꯧꯕꯥ ꯀꯟꯇꯔꯦꯛ ꯂꯦꯟꯗ ꯇꯧꯈꯤ, ꯃꯁꯤꯅꯥ ꯀꯝꯄꯦꯅꯤ ꯑꯁꯤꯕꯨ ꯆꯥꯎꯈꯠꯍꯟꯅꯕꯥ ꯃꯊꯧ ꯇꯥꯕꯥ ꯐꯟꯗ ꯄꯤꯈꯤ꯫ ꯆꯍꯤ ꯀꯌꯥ ꯁꯨꯔꯛꯄꯒꯥ ꯂꯣꯏꯅꯅ ꯂꯤꯕ꯭ꯔꯥꯇꯦꯛꯅꯥ ꯃꯈꯥ ꯇꯥꯅꯥ ꯑꯅꯧꯕꯥ ꯄꯨꯊꯣꯛꯄꯥ ꯑꯃꯁꯨꯡ ꯄꯥꯛꯊꯣꯛ ꯆꯥꯎꯊꯣꯛꯄꯥ ꯉꯝꯈꯤ꯫ ꯃꯁꯤꯒꯤ ꯁꯣꯐꯋꯦꯌꯔ ꯑꯁꯤ ꯃꯥꯂꯦꯝ ꯁꯤꯅꯕꯥ ꯊꯨꯡꯅꯥ ꯂꯩꯔꯤꯕꯥ ꯀꯝꯄꯦꯅꯤꯁꯤꯡ, ꯁ꯭ꯀꯨꯜꯁꯤꯡ ꯑꯃꯁꯨꯡ ꯃꯤꯑꯣꯏꯁꯤꯡꯅꯥ ꯁꯤꯖꯤꯟꯅꯕꯥ ꯇꯉꯥꯏ ꯐꯗꯕꯥ ꯈꯨꯠꯂꯥꯏ ꯑꯃꯥ ꯑꯣꯏꯔꯛꯈꯤ꯫ ꯂꯤꯕ꯭ꯔꯥꯇꯦꯛꯀꯤ ꯃꯥꯏꯄꯥꯛꯄꯥ ꯑꯁꯤ ꯃꯈꯥ ꯇꯥꯅꯥ ꯍꯦꯟꯒꯠꯂꯛꯈꯤ, ꯑꯃꯁꯨꯡ ꯃꯁꯤ ꯇꯦꯛ ꯏꯟꯗꯁꯇꯔꯤꯗꯥ ꯌꯨꯝꯒꯤ ꯃꯃꯤꯡ ꯑꯃꯥ ꯑꯣꯏꯈꯤ꯫ ꯁꯦꯃꯨꯌꯦꯜꯒꯤ ꯂꯨꯆꯤꯡꯕꯒꯤ ꯊꯧꯗꯥꯡ ꯑꯃꯁꯨꯡ ꯂꯤꯕ꯭ꯔꯥꯇꯦꯛꯀꯤ ꯃꯤꯠꯌꯦꯡ ꯑꯁꯤ ꯀꯩꯗꯧꯅꯨꯡꯗꯥ ꯂꯦꯡꯗꯅꯥ ꯂꯩꯈꯤꯗꯦ, ꯑꯃꯁꯨꯡ ꯀꯝꯄꯦꯅꯤ ꯑꯁꯤꯅꯥ ꯃꯈꯥ ꯇꯥꯅꯥ ꯆꯥꯎꯈꯠꯂꯛꯈꯤ, ꯃꯤꯑꯣꯏ ꯀꯌꯥ ꯊꯕꯛ ꯄꯤꯈꯤ ꯑꯃꯁꯨꯡ ꯃꯥꯂꯦꯃꯗꯥ ꯃꯔꯨꯑꯣꯏꯕꯥ ꯏꯝꯄꯦꯛꯇ ꯑꯃꯥ ꯄꯤꯈꯤ꯫ ꯂꯤꯕ꯭ꯔꯥꯇꯦꯛꯀꯤ ꯃꯥꯏꯄꯥꯛꯄꯥ ꯑꯁꯤ ꯂꯦꯞꯄꯥ ꯂꯩꯇꯅꯥ ꯋꯥꯔꯦꯞ ꯑꯃꯁꯨꯡ ꯀꯟꯅꯥ ꯍꯣꯠꯅꯕꯒꯥ ꯂꯣꯏꯅꯅ ꯄꯥꯡꯊꯣꯛꯄꯥ ꯃꯌꯦꯛ ꯁꯦꯡꯕꯥ ꯋꯥꯈꯜꯂꯣꯟ ꯑꯃꯒꯤ ꯁꯛꯇꯤꯒꯤ ꯋꯥꯔꯣꯜ ꯑꯃꯅꯤ꯫ ꯉꯁꯤꯗꯤ ꯂꯤꯕ꯭ꯔꯥꯇꯦꯛ ꯑꯁꯤ ꯏꯟꯗꯁ꯭ꯇꯔꯤꯒꯤ ꯂꯨꯆꯤꯡꯕꯥ ꯑꯃꯥ ꯑꯣꯏꯗꯨꯅꯥ ꯂꯩꯔꯤ, ꯑꯃꯁꯨꯡ ꯀꯝꯄꯦꯅꯤ ꯑꯁꯤꯗꯥ ꯊꯕꯛ ꯇꯧꯔꯤꯕꯥ ꯃꯤꯑꯣꯏ ꯈꯨꯗꯤꯡꯃꯛꯅꯥ ꯑꯁꯤꯒꯨꯝꯕꯥ ꯁꯤꯡꯊꯥꯅꯤꯡꯉꯥꯏ ꯑꯣꯏꯕꯥ ꯃꯥꯏꯄꯥꯛꯄꯒꯤ ꯋꯥꯔꯤ ꯑꯁꯤꯒꯤ ꯁꯔꯨꯛ ꯑꯃꯥ ꯑꯣꯏꯕꯗꯥ ꯆꯥꯎꯊꯣꯛꯆꯩ꯫ "ꯂꯥꯏꯐ" ꯑꯃꯁꯨꯡ "ꯑꯦ ꯍꯣꯟꯇꯦꯗ ꯍꯥꯎꯁ"ꯒꯤ ꯋꯥꯈꯜꯂꯣꯟꯁꯤꯡꯒꯤ ꯃꯔꯛꯇꯥ ꯀ꯭ꯔꯤꯌꯦꯇꯤꯕ ꯑꯃꯁꯨꯡ ꯑꯣꯔꯤꯖꯤꯅꯦꯜ ꯑꯦꯅꯥꯂꯣꯖꯤ ꯑꯃꯥ ꯁꯦꯝꯒꯠꯄꯥ꯫ ꯄꯨꯟꯁꯤ ꯑꯁꯤ ꯍꯨꯔꯥꯅꯕꯥ ꯌꯨꯝ ꯑꯃꯒꯨꯝꯕꯅꯤ; ꯀ꯭ꯔꯤꯛ ꯐ꯭ꯂꯣꯔꯕꯣꯔꯗ ꯈꯨꯗꯤꯡꯃꯛ ꯁꯤꯡꯅꯕꯥ ꯑꯃꯅꯤ, ꯅꯨꯡꯁꯤꯠꯀꯤ ꯈꯣꯡꯖꯦꯜ ꯈꯨꯗꯤꯡꯃꯛ ꯈꯨꯗꯣꯡꯆꯥꯕꯥ ꯑꯃꯅꯤ, ꯈꯣꯟꯖꯦꯜ ꯈꯨꯗꯤꯡꯃꯛ ꯊꯥꯖꯗꯕꯥ ꯑꯉꯛꯄꯁꯤꯡꯒꯥ ꯂꯣꯏꯅꯅ ꯏꯀꯣꯛ ꯅꯣꯟꯖꯔꯤ꯫ ꯑꯗꯣꯝꯅꯥ ꯑꯃꯝꯕꯗꯥ ꯆꯠꯄꯥ ꯃꯇꯃꯗꯥ, ꯃꯥꯡꯗꯥ ꯀꯔꯤ ꯂꯥꯛꯀꯅꯤ ꯍꯥꯏꯕꯗꯨ ꯁꯣꯏꯗꯅꯥ ꯈꯪꯗꯅꯥ, ꯑꯗꯣꯝꯅꯥ ꯏꯃꯣꯁꯟ ꯀꯌꯥ ꯑꯃꯥ ꯊꯦꯡꯅꯩ- ꯑꯀꯤꯕꯥ, ꯄꯨꯛꯅꯤꯡ ꯊꯧꯒꯠꯄꯥ, ꯋꯥꯈꯜ ꯈꯟꯕꯥ꯫ ꯀꯔꯤꯒꯨꯝꯕꯥ ꯃꯇꯝꯗ ꯅꯍꯥꯛꯀꯤ ꯍꯧꯈꯤꯕꯥ ꯃꯇꯝꯒꯤ ꯚꯨꯇꯁꯤꯡꯅꯥ ꯅꯍꯥꯛꯀꯤ ꯃꯊꯛꯇꯥ ꯂꯥꯟꯗꯥꯗꯨꯅꯥ ꯅꯍꯥꯛꯄꯨ ꯁꯣꯛꯍꯜꯂꯤꯕꯥ ꯅꯤꯡꯁꯤꯡꯕꯁꯤꯡ ꯄꯨꯔꯛꯏ, ꯑꯗꯨꯒꯥ ꯀꯔꯤꯒꯨꯝꯕꯥ ꯃꯇꯝꯗ ꯐꯖꯔꯕꯥ ꯅꯨꯡꯉꯥꯏꯕꯒꯤ ꯃꯤꯀꯨꯄꯁꯤꯡꯁꯨ ꯂꯥꯛꯏ꯫ ꯀꯅꯥꯒꯨꯝꯕꯥ ꯑꯃꯅꯥ ꯅꯍꯥꯀꯄꯨ ꯍꯨꯔꯥꯅꯕꯥ ꯌꯨꯝ ꯑꯃꯗꯥ ꯌꯦꯡꯂꯤ ꯍꯥꯏꯕꯒꯤ ꯏꯆꯝ ꯆꯝꯕꯥ ꯐꯤꯚꯝ ꯑꯗꯨꯗꯒꯤ ꯅꯍꯥꯛꯅꯥ ꯂꯥꯄꯊꯣꯀꯄꯥ ꯉꯃꯗꯕꯒꯨꯝ, ꯄꯨꯟꯁꯤꯗꯁꯨ ꯅꯍꯥꯛꯄꯨ ꯈꯪꯗꯅꯥ ꯐꯥꯖꯤꯟꯒꯗꯕꯥ ꯊꯥꯖꯗꯕꯥ ꯋꯥꯐꯝ ꯀꯌꯥ ꯂꯥꯛꯏ꯫ ꯑꯗꯨꯕꯨ ꯃꯁꯤ ꯌꯥꯝꯅꯥ ꯁꯥꯊꯤꯕꯥ ꯑꯃꯁꯨꯡ ꯁꯣꯏꯗ-ꯉꯥꯝꯗꯕꯥ ꯑꯣꯏꯕꯥ ꯌꯥꯏ ꯑꯗꯨꯕꯨ ꯃꯁꯤ ꯑꯔꯣꯏꯕꯗꯥ ꯅꯍꯥꯛꯄꯨ ꯍꯦꯟꯅꯥ ꯃꯄꯥꯡꯒꯜ ꯀꯅꯕꯥ ꯑꯃꯁꯨꯡ ꯊꯧꯅꯥ ꯍꯥꯞꯄꯤꯕꯥ ꯑꯦꯗꯚꯦꯟꯆꯔ ꯑꯃꯅꯤ꯫ ꯃꯈꯥꯒꯤ ꯋꯥꯍꯩ ꯑꯁꯤ ꯍꯦꯟꯅꯥ ꯀꯨꯞꯅꯥ ꯌꯦꯡꯁꯤꯟꯅꯕꯥ ꯑꯦꯗꯤꯠ ꯇꯧꯕꯤꯌꯨ: "ꯀꯦꯠ ꯑꯗꯨꯅꯥ ꯐꯦꯟꯁꯇꯥ ꯐꯝꯂꯒꯥ ꯌꯥꯝꯅꯥ ꯋꯥꯅꯥ ꯃꯤꯎꯏ ꯇꯧꯔꯝꯃꯤ"꯫ "ꯀꯦꯠ ꯑꯗꯨꯅꯥ ꯐꯦꯟꯁꯇꯥ ꯌꯥꯝꯅꯥ ꯋꯥꯅꯥ ꯃꯤꯎ ꯇꯧꯔꯛꯏ꯫" ꯂꯤꯔꯤꯛꯁꯤꯡꯒꯤ ꯃꯔꯤꯁꯨꯕꯥ ꯂꯥꯏꯔꯤꯛ ꯑꯁꯤ ꯀꯔꯤꯅꯣ